ꯍꯣꯏ ꯉꯁꯤ ꯑꯩꯅ ꯃꯍꯥꯛꯄꯨ ꯖꯤꯝꯗ ꯎꯈꯤ꯫ ꯃꯍꯥꯛ ꯇꯁꯦꯡꯅ ꯑꯆꯧꯕ ꯃꯤꯁꯛ ꯑꯃꯅꯤ꯫ ꯃꯍꯥꯛ ꯑꯃꯁꯨꯡ ꯑꯁꯨꯛ ꯌꯥꯝꯅ ꯑꯔꯨꯝꯕ ꯍꯟꯊꯔꯦ ꯑꯃꯁꯨꯡ ꯑꯁꯨꯛ ꯌꯥꯝꯅ ꯐꯤꯠ ꯑꯃꯁꯨꯡ ꯍꯛꯆꯥꯡ ꯐꯅ ꯎꯕ ꯐꯪꯏ꯫ ꯑꯩꯅ ꯈꯪꯏ꯫ ꯃꯍꯥꯛꯀꯤ ꯐꯤꯠꯅꯦꯁ ꯑꯃꯁꯨꯡ ꯗꯥꯏꯇꯇ ꯃꯍꯥꯛꯀꯤ ꯀꯠꯊꯣꯛꯄ ꯑꯗꯨꯅ ꯑꯩꯍꯥꯛꯄꯨ ꯌꯥꯝꯅ ꯅꯨꯡꯉꯥꯏꯍꯜꯂꯤ꯫ ꯃꯍꯥꯛ ꯇꯁꯦꯡꯅ ꯏꯟꯁꯄꯤꯔꯦꯁꯟ ꯑꯃꯅꯤ꯫ ꯁꯣꯏꯗꯅ ꯃꯍꯥꯛꯀꯤ ꯄꯥꯟꯗꯝꯁꯤꯡ ꯐꯪꯅꯕ ꯃꯍꯥꯛꯀꯤ ꯋꯥꯁꯛ ꯑꯃꯁꯨꯡ ꯋꯥꯔꯦꯞ ꯑꯗꯨ ꯑꯩꯍꯥꯛꯅ ꯊꯥꯒꯠꯆꯔꯤ꯫ ꯑꯩꯁꯨ ꯀꯟꯅ ꯍꯣꯠꯅꯕ ꯑꯃꯁꯨꯡ ꯗꯤꯁꯤꯞꯂꯤꯟꯒ ꯂꯣꯏꯅꯅ ꯀꯔꯤꯒꯨꯝꯕ ꯑꯃꯠꯇ ꯑꯣꯏꯊꯣꯛꯄ ꯌꯥꯏ ꯍꯥꯏꯕ ꯃꯍꯥꯛꯅ ꯑꯩꯈꯣꯏꯗ ꯎꯠꯂꯦ꯫ ꯋꯥꯔꯤ ꯑꯁꯤꯒꯤ ꯃꯇꯨꯡ ꯏꯟꯅ ꯐꯤꯐꯥꯒꯤ ꯔꯥꯁ꯭ꯇꯔꯄꯇꯤꯅꯥ ꯄꯤꯅꯕ ꯍꯣꯠꯅꯔꯤꯕ ꯃꯔꯨꯑꯣꯏꯕ ꯄꯥꯎꯖꯦꯜ ꯑꯗꯨ ꯀꯔꯤꯅꯣ? ꯗꯣꯍꯥ ꯀꯇꯥꯔ (ꯀꯦꯕꯜ ꯅ꯭ꯌꯨꯁ ꯅꯦꯠꯋꯥꯔꯛ) — ꯀꯇꯥꯔꯗ ꯂꯤꯁꯤꯡ ꯑꯅꯤꯒ ꯀꯨꯟꯅꯤꯊꯣꯏꯒꯤ ꯋꯥꯔꯜꯗ ꯀꯄꯀꯤ ꯊꯧꯔꯝꯗ ꯐꯤꯐꯥꯒꯤ ꯔꯥꯁ꯭ꯇꯔꯄꯇꯤ ꯖꯤꯌꯥꯅꯤ ꯏꯅꯐꯦꯟꯇꯤꯅꯣꯅꯥ ꯋꯥꯊꯣꯛ ꯂꯩꯔꯕ ꯇꯨꯔꯅꯥꯃꯦꯟꯇ ꯑꯁꯤꯒꯤ ꯃꯇꯥꯡꯗ ꯋꯦꯁ꯭ꯇꯔꯟ ꯀ꯭ꯔꯤꯇꯤꯀꯦꯜꯁꯤꯡꯒꯤ ꯃꯥꯌꯣꯛꯇ ꯇꯤꯔꯦꯗ ꯑꯃ ꯍꯧꯗꯣꯛꯈꯤ꯫ ꯃꯁꯤꯗ ꯄꯨꯡ ꯑꯃ ꯁꯥꯡꯕ ꯌꯥꯝꯅ ꯊꯨꯅ ꯌꯥꯡꯅ ꯋꯥꯔꯤ ꯁꯥꯅꯈꯤ꯫ ꯃꯥꯂꯦꯝꯒꯤ ꯁꯣꯀꯔꯒꯤ ꯒꯕꯔꯅꯤꯡ ꯕꯣꯗꯤꯒꯤ ꯕꯣꯁ ꯏꯅꯐꯦꯟꯇꯤꯅꯣꯅꯥ ꯁꯒꯣꯜꯁꯦꯟ ꯅꯨꯃꯤꯠꯇ ꯀꯇꯥꯔꯒꯤ ꯗꯣꯍꯥꯗꯥ ꯄꯥꯎꯃꯤ ꯂꯤꯁꯤꯡ ꯀꯌꯥꯗ ꯋꯥ ꯉꯥꯡꯂꯗꯨꯅ ꯃꯤꯠꯌꯦꯡ ꯊꯝꯈꯤ꯫ ꯀꯇꯥꯔꯒꯤ ꯍ꯭ꯌꯨꯃꯦꯟ ꯔꯥꯏꯠꯁꯀꯤ ꯔꯦꯀꯣꯔꯗꯇ ꯀ꯭ꯔꯤꯇꯤꯁꯤꯖꯝꯁꯤꯡꯒꯤ ꯃꯇꯥꯡꯗꯥ ꯄꯜꯂꯗꯨꯅꯥ ꯃꯍꯥꯛꯅꯥ ꯍꯥꯏꯈꯤ, "ꯑꯩꯈꯣꯏꯗ ꯌꯨꯔꯣꯄꯤꯌꯟꯁꯤꯡꯗꯒꯤ, ꯋꯦꯁ꯭ꯇꯔꯟ ꯋꯥꯔꯜꯗꯇꯒꯤ ꯂꯧꯁꯤꯡ ꯀꯌꯥ ꯇꯝꯕꯤꯔꯤ꯫" ꯐꯤꯐꯥꯒꯤ ꯔꯥꯁ꯭ꯇꯔꯄꯇꯤ ꯖꯤꯌꯥꯅꯤ ꯏꯅꯐꯦꯟꯇꯤꯅꯣꯅꯥ ꯄꯤꯅꯕ ꯍꯣꯠꯅꯔꯤꯕ ꯃꯔꯨꯑꯣꯏꯕ ꯄꯥꯎꯖꯦꯜꯗꯤ ꯀꯇꯥꯔꯗꯥ ꯄꯥꯡꯊꯣꯛꯈꯤꯕ ꯂꯤꯁꯤꯡ ꯑꯅꯤꯒ ꯀꯨꯟꯅꯤꯊꯣꯏꯒꯤ ꯋꯥꯔꯜꯗ ꯀꯄꯀꯤ ꯃꯇꯥꯡꯗ ꯋꯦꯁ꯭ꯇꯔꯟ ꯀ꯭ꯔꯤꯇꯤꯀꯦꯜꯁꯤꯡꯒ ꯂꯣꯏꯅꯅ ꯃꯍꯥꯛꯀꯤ ꯋꯥꯈꯜ ꯅꯨꯡꯉꯥꯏꯇꯕꯥꯑꯃꯁꯨꯡ ꯌꯥꯅꯤꯡꯗꯕ ꯑꯁꯤꯅꯤ꯫ ꯃꯔꯨꯑꯣꯏꯅ ꯀꯇꯥꯔꯒꯤ ꯍ꯭ꯌꯨꯃꯦꯟ ꯔꯥꯏꯠꯁꯀꯤ ꯔꯦꯀꯣꯔꯗꯇ ꯃꯈꯣꯏꯅ ꯀ꯭ꯔꯤꯇꯤꯁꯤꯖꯝꯁꯤꯡꯒꯤ ꯃꯇꯥꯡꯗ ꯇꯦꯛꯁ ꯑꯗꯨꯗ ꯂꯩꯔꯤꯕ ꯃꯔꯨꯑꯣꯏꯕ ꯊꯤꯝꯁꯤꯡ ꯑꯗꯨ ꯏꯟꯐꯦꯛꯇ ꯇꯧ꯫ ꯄꯨꯟꯁꯤ ꯑꯁꯤ ꯑꯈꯟꯅꯕ ꯑꯃꯁꯨꯡ ꯑꯌꯥꯝꯕ ꯃꯇꯝꯗ ꯁꯤꯡꯅꯕ ꯑꯦꯛꯁꯄꯔꯤꯌꯦꯟꯁꯁꯤꯡꯒꯤ ꯈꯣꯡꯆꯠ ꯑꯃꯅꯤ꯫ ꯈꯣꯡꯆꯠ ꯈꯨꯗꯤꯡꯃꯛ ꯑꯈꯟꯅꯕ ꯑꯃꯅꯤ ꯑꯃꯁꯨꯡ ꯊꯦꯡꯅꯔꯤꯕ ꯑꯦꯛꯁꯄꯔꯤꯌꯦꯟꯁ ꯈꯨꯗꯤꯡꯃꯛꯅ ꯃꯗꯨꯒ ꯂꯣꯏꯅꯅ ꯇꯝꯅꯕꯒꯤ ꯅꯠꯇ꯭ꯔꯒ ꯆꯥꯎꯈꯠꯄꯒꯤ ꯈꯨꯗꯣꯡꯆꯥꯕ ꯑꯃꯥ ꯄꯨꯔꯛꯄ ꯉꯝꯒꯅꯤ꯫ ꯋꯥꯍꯩ ꯑꯁꯤꯗ ꯃꯔꯨ ꯑꯣꯏꯕ ꯍꯤꯔꯝꯁꯤꯡꯗꯤ ꯈꯣꯡꯆꯠ, ꯑꯈꯟꯅꯕ, ꯁꯤꯡꯅꯕ ꯑꯦꯛꯁꯄꯔꯤꯌꯦꯟꯁ, ꯈꯨꯗꯣꯡꯆꯥꯕ, ꯇꯝꯕ ꯑꯃꯁꯨꯡ ꯆꯥꯎꯈꯠꯄ ꯑꯁꯤꯅꯤ꯫ ꯕꯥꯁ꯭ꯀꯦꯠꯕꯣꯜ ꯑꯃꯁꯨꯡ ꯒꯜꯐꯀ ꯆꯥꯡꯗꯝꯅꯕ ꯋꯥꯍꯩ ꯑꯃ ꯁꯦꯝꯃꯨ꯫ ꯕꯥꯁ꯭ꯀꯦꯠꯕꯣꯜ ꯑꯃꯁꯨꯡ ꯒꯜꯐ ꯑꯅꯤꯃꯛꯇ ꯍꯩꯁꯤꯡꯕ ꯑꯃꯁꯨꯡ ꯄ꯭ꯔꯤꯁꯤꯁꯟ ꯃꯊꯧ ꯇꯥꯏ꯫ ꯑꯗꯨꯕꯨ ꯕꯥꯁ꯭ꯀꯦꯠꯕꯣꯜ ꯑꯁꯤ ꯌꯥꯝꯅ ꯊꯨꯅ ꯆꯠꯄ ꯇꯤꯝꯒꯤ ꯁꯥꯟꯅꯄꯣꯠ ꯑꯃꯅꯤ꯫ ꯑꯗꯨꯕꯨ ꯒꯜꯐ ꯑꯁꯤ ꯑꯌꯥꯝꯕꯅ ꯇꯞꯅ ꯇꯞꯅ ꯁꯥꯟꯅꯩ ꯑꯃꯁꯨꯡ ꯃꯤꯑꯣꯏ ꯑꯃꯃꯝ ꯅꯠꯇ꯭ꯔꯒ ꯑꯄꯤꯛꯄ ꯀꯥꯡꯂꯨꯄꯁꯤꯡꯗ ꯅꯨꯡꯉꯥꯏꯕ ꯌꯥꯏ꯫ ꯁ꯭ꯄꯦꯁ ꯑꯦꯛꯁꯞꯂꯣꯔꯦꯁꯟ ꯇꯧꯕ꯫ ꯁ꯭ꯄꯦꯁ ꯑꯦꯛꯁꯞꯂꯣꯔꯦꯁꯟ ꯍꯥꯏꯕꯁꯤ ꯄ꯭ꯂꯥꯅꯦꯠ, ꯁ꯭ꯇꯥꯔ ꯑꯃꯁꯨꯡ ꯒꯦꯂꯦꯛꯁꯤꯒꯨꯝꯕ ꯁꯦꯂꯦꯁ꯭ꯇꯤꯑꯦꯜ ꯕꯣꯗꯤꯁꯤꯡ ꯑꯃꯁꯨꯡ ꯄ꯭ꯔ꯭ꯤꯊꯤꯕꯤꯒꯤ ꯑꯦꯇꯃꯣꯁ꯭ꯐꯤꯌꯔꯒꯤ ꯃꯄꯥꯟꯗ ꯂꯩꯕ ꯐꯤꯚꯝꯁꯤꯡ ꯌꯥꯎꯅ ꯑꯥꯎꯇꯔ ꯁ꯭ꯄꯦꯁ ꯊꯤꯗꯣꯛꯄ ꯑꯃꯁꯨꯡ ꯊꯤꯖꯤꯟꯕ ꯍꯥꯏꯕꯅꯤ꯫ ꯑꯩꯈꯣꯏꯒꯤ ꯁꯣꯂꯥꯔ ꯁꯤꯁ꯭ꯇꯦꯝ, ꯑꯃꯁꯨꯡ ꯃꯁꯤꯒꯤ ꯃꯊꯛꯇ, ꯁꯥꯏꯟꯇꯤꯐꯤꯛ ꯑꯣꯏꯕ ꯂꯧꯁꯤꯡ, ꯔꯤꯁꯣꯔꯁꯁꯤꯡ, ꯑꯃꯁꯨꯡ ꯄꯣꯇꯦꯟꯁꯤꯌꯦꯜ ꯀꯣꯂꯣꯅꯥꯏꯖꯦꯁꯟꯒꯤ ꯍꯣꯠꯅꯔꯤꯕꯁꯤꯡ ꯑꯁꯤ ꯊꯤꯖꯤꯟꯅꯕ ꯃꯤꯑꯣꯏꯕ ꯑꯃꯁꯨꯡ ꯔꯣꯕꯣꯇꯤꯛ ꯃꯤꯁꯟ ꯑꯅꯤꯃꯛ ꯊꯥꯅꯕ ꯂꯦꯞꯇꯅ ꯍꯣꯠꯅꯕ ꯑꯃꯅꯤ꯫ ꯁ꯭ꯄꯦꯁ ꯑꯦꯛꯁꯞꯂꯣꯔꯦꯁꯟ ꯑꯁꯤ ꯇꯣꯉꯥꯟ ꯇꯣꯉꯥꯟꯕ ꯑꯣꯔꯒꯅꯥꯏꯖꯦꯁꯅꯁꯤꯡ ꯑꯃꯁꯨꯡ ꯂꯩꯕꯥꯛꯁꯤꯡꯅ ꯄꯥꯡꯊꯣꯛꯏ꯫ ꯃꯁꯤꯗ ꯅꯥꯁꯥ, ꯌꯨꯔꯣꯄꯤꯌꯟ ꯁ꯭ꯄꯦꯁ ꯑꯦꯖꯦꯟꯁꯤ, ꯑꯃꯁꯨꯡ ꯔꯁꯤꯌꯥꯒꯤ ꯐꯦꯗꯔꯦꯜ ꯁ꯭ꯄꯦꯁ ꯑꯦꯖꯦꯟꯁꯤ, ꯑꯃꯁꯨꯡ ꯑꯇꯣꯞꯄ ꯀꯌꯥ ꯑꯃꯅ ꯑꯅꯧꯕ ꯊꯕꯛꯁꯤꯡ ꯄꯥꯏꯈꯠꯂꯤ꯫ ꯃꯁꯤꯅ ꯇꯦꯛꯅꯣꯂꯣꯖꯤꯒꯤ ꯑꯍꯣꯡꯕꯁꯤꯡꯒꯤ ꯀꯥꯟꯅꯕ ꯂꯧꯗꯨꯅ ꯌꯨꯅꯤꯚꯔꯁ ꯑꯃꯁꯨꯡ ꯃꯁꯤꯒꯤ ꯃꯅꯨꯡꯗ ꯑꯩꯈꯣꯏꯒꯤ ꯃꯐꯝ ꯑꯁꯤꯒꯤ ꯃꯇꯥꯡꯗ ꯑꯩꯈꯣꯏꯅ ꯂꯧꯁꯤꯟꯕꯒꯤ ꯂꯤꯃꯤꯠꯁꯤꯡ ꯑꯗꯨ ꯊꯨꯒꯥꯏꯔꯤ꯫ ꯑꯃꯁꯨꯡ ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡꯗ ꯃꯈꯥ ꯇꯥꯅ ꯏꯊꯤꯜ ꯄꯤꯔꯤꯕ ꯄꯨꯛꯅꯤꯡ ꯊꯧꯒꯠꯅꯤꯡꯉꯥꯏ ꯑꯣꯏꯕ ꯂꯝ ꯑꯃꯅꯤ꯫